ꯖꯦꯅꯦꯔꯦꯇꯤꯚ ꯄ꯭ꯔꯤ-ꯇ꯭ꯔꯦꯟꯗ ꯇ꯭ꯔꯥꯟꯁꯐꯣꯃꯔ ꯃꯣꯗꯦꯜꯒꯤ ꯂꯤꯃꯤꯇꯦꯁꯟ ꯑꯃꯗꯤ ꯑꯥꯎꯠꯄꯨꯠꯁꯤꯡꯗ ꯀꯟꯇ꯭ꯔꯣꯜ ꯇꯧꯗꯕꯅꯤ꯫ ꯃꯣꯗꯦꯜ ꯑꯁꯤꯅ ꯃꯃꯥꯡꯒꯤ ꯋꯥꯍꯩꯁꯤꯡꯒꯤ ꯄ꯭ꯔꯣꯕꯤꯕꯤꯂꯤꯇꯤꯁꯤꯡꯗ ꯌꯨꯝꯐꯝ ꯑꯣꯏꯔꯒ ꯇꯦꯛꯁ ꯖꯦꯅꯦꯔꯦꯠ ꯇꯧꯏ ꯃꯔꯝ ꯑꯗꯨꯅ ꯑꯀꯛꯅꯕ ꯑꯦꯛꯁꯄꯦꯛꯇꯦꯗ ꯄꯥꯎꯈꯨꯝ ꯑꯃ ꯐꯪꯅꯕ ꯅꯠꯇ꯭ꯔꯒ ꯀꯟꯇ꯭ꯔꯣꯜ ꯇꯧꯕꯒꯤ ꯃꯑꯣꯡ ꯑꯃ ꯐꯪꯅꯕ ꯁꯤꯖꯤꯟꯅꯕ ꯄ꯭ꯔꯣꯝꯄꯇ ꯏꯟꯖꯤꯅ꯭ꯌꯔꯤꯡ ꯒꯨꯝꯕ ꯇꯦꯛꯅꯤꯛꯁꯤꯡ ꯁꯤꯖꯤꯟꯅꯗꯅ ꯖꯦꯅꯦꯔꯦꯠ ꯇꯧꯔꯕ ꯑꯥꯎꯠꯄꯨꯠ ꯑꯗꯨ ꯑꯀꯛꯅꯕ ꯃꯥꯏꯀꯩ ꯑꯃꯗ ꯂꯝꯖꯤꯡꯕꯗ ꯑꯋꯥꯕ ꯑꯣꯏ꯫ ꯑꯆꯧꯕ ꯔꯤꯁꯣꯔꯁꯀꯤ ꯃꯊꯧ ꯇꯥꯕꯁꯤꯡ: ꯖꯦꯅꯦꯔꯦꯇꯤꯚ ꯄ꯭ꯔꯤ-ꯇ꯭ꯔꯦꯟꯗ ꯇ꯭ꯔꯥꯟꯁꯐꯣꯃꯔꯒꯤ ꯃꯣꯗꯦꯜꯁꯤꯡ, ꯃꯔꯨꯑꯣꯏꯅ ꯑꯆꯧꯕ ꯃꯣꯗꯦꯜꯁꯤꯡ ꯑꯁꯤꯅ ꯇ꯭ꯔꯦꯟ ꯇꯧꯅꯕ ꯑꯃꯁꯨꯡ ꯆꯂꯥꯏꯅꯕ ꯀꯝꯄ꯭ꯌꯨꯇꯦꯁ꯭ꯅꯦꯜ ꯄꯥꯋꯔ ꯑꯃꯁꯨꯡ ꯃꯦꯃꯣꯔꯤꯒꯨꯝꯕ ꯔꯤꯁꯣꯔꯁꯁꯤꯡꯒꯤ ꯃꯁꯤꯡ ꯌꯥꯝꯅ ꯃꯊꯧ ꯇꯥꯏ꯫ ꯃꯁꯤꯅ ꯃꯈꯣꯏ ꯑꯁꯤ ꯑꯄꯤꯛꯄ ꯑꯣꯔꯒꯅꯥꯏꯖꯦꯁꯟꯁꯤꯡ ꯅꯠꯇ꯭ꯔꯒ ꯃꯤꯑꯣꯏ ꯑꯃꯃꯝꯒꯤ ꯗꯤꯚꯦꯂꯞꯃꯦꯟꯁꯤꯡꯒꯤꯗꯃꯛꯇ ꯁꯤꯖꯤꯟꯅꯕꯗ ꯑꯋꯥꯕ ꯑꯣꯏꯍꯟꯕ ꯌꯥꯏ꯫ ꯐꯥꯏꯟ-ꯇꯨꯅꯤꯡꯗ ꯑꯋꯥꯕ: ꯃꯦꯗꯤꯀꯦꯜ ꯅꯠꯇ꯭ꯔꯒ ꯂꯤꯒꯦꯜ ꯇꯦꯛꯁꯒꯨꯝꯕ ꯑꯀꯛꯅꯕ ꯗꯣꯃꯦꯏꯟꯁꯤꯡꯒꯤ ꯊꯕꯛ ꯇꯧꯃꯤꯟꯅꯅꯕ ꯖꯦꯅꯦꯔꯦꯇꯤꯚ ꯄ꯭ꯔꯤ-ꯇ꯭ꯔꯦꯟꯗ ꯇ꯭ꯔꯥꯟꯁꯐꯣꯃꯔ ꯃꯣꯗꯦꯜꯁꯤꯡ ꯑꯁꯤ ꯖꯦꯅꯦꯔꯦꯜ ꯇꯦꯛꯁꯀꯤ ꯑꯆꯧꯕ ꯃꯁꯤꯡꯗꯥꯇ꯭ꯔꯦꯟ ꯇꯧꯏ, ꯃꯔꯝ ꯑꯗꯨꯅ ꯃꯈꯣꯏꯕꯨ ꯑꯈꯟꯅꯕ ꯇꯦꯛꯁꯇ ꯐꯖꯅ ꯊꯕꯛ ꯇꯧꯅꯕ ꯑꯦꯗꯥꯞꯇꯦꯠ ꯇꯧꯕꯗ ꯌꯥꯝꯅ ꯍꯣꯠꯅꯕ ꯑꯃꯁꯨꯡ ꯗꯣꯃꯦꯟ-ꯁ꯭ꯄꯦꯁꯤꯐꯤꯛ ꯅꯣꯂꯦꯖ ꯃꯊꯧ ꯇꯥꯕ ꯌꯥꯏ꯫ ꯑꯄꯨꯟꯕ ꯑꯣꯏꯅ ꯖꯦꯅꯦꯔꯦꯇꯤꯚ ꯄ꯭ꯔꯤ-ꯇ꯭ꯔꯦꯟꯗ ꯇ꯭ꯔꯥꯟꯁꯐꯣꯃꯔꯒꯤ ꯃꯣꯗꯦꯜꯁꯤꯡ ꯑꯁꯤ ꯑꯇꯣꯞꯄ ꯃꯈꯜꯒꯤ ꯃꯍꯧꯁꯥꯒꯤ ꯂꯣꯜ ꯄ꯭ꯔꯣꯁꯦꯁꯤꯡ ꯃꯣꯗꯦꯜꯁꯤꯡꯒ ꯆꯥꯡꯗꯝꯅꯕꯗ ꯂꯤꯃꯤꯇꯦꯁꯟ ꯀꯌꯥ ꯂꯩ꯫ ꯖꯦꯅꯦꯔꯦꯇꯤꯚ ꯄ꯭ꯔꯤ-ꯇ꯭ꯔꯦꯟꯗ ꯇ꯭ꯔꯥꯟꯁꯐꯣꯃꯔꯒꯤ ꯃꯣꯗꯦꯜꯁꯤꯡ ꯁꯤꯖꯤꯟꯅꯕꯗ ꯂꯤꯃꯤꯇꯦꯁꯟꯁꯤꯡ ꯑꯁꯤ ꯋꯥꯈꯜꯗ ꯊꯝꯕ ꯑꯃꯁꯨꯡ ꯃꯣꯗꯦꯜꯁꯤꯡ ꯑꯁꯤ ꯊꯧꯗꯥꯡ ꯂꯧꯗꯨꯅ ꯑꯃꯁꯨꯡ ꯃꯇꯤꯛ ꯆꯥꯕ ꯀꯟꯇꯦꯛꯁꯇ ꯁꯣꯏꯗꯅ ꯁꯤꯖꯤꯟꯅꯕ ꯑꯁꯤ ꯌꯥꯝꯅ ꯃꯔꯨꯑꯣꯏ꯫ ꯁꯥꯏꯕꯔꯕꯨꯂꯤꯌꯤꯡꯒꯤ ꯃꯥꯌꯣꯛꯇ ꯑꯥꯏꯟꯒꯤ ꯑꯣꯏꯕ ꯑꯦꯛꯁꯟ ꯑꯃꯒꯤ ꯃꯃꯤꯡ ꯊꯣꯟꯕꯤꯌꯨ꯫ ꯁꯥꯏꯕꯔꯕꯨꯂꯤꯌꯤꯡꯒꯤ ꯃꯥꯌꯣꯛꯇ ꯑꯥꯏꯟꯒꯤ ꯑꯣꯏꯕ ꯑꯦꯛꯁꯟ ꯑꯃꯗꯤ, ꯂꯝꯆꯠ-ꯁꯥꯖꯠ ꯑꯗꯨ ꯀꯔꯤꯒꯨꯝꯕ ꯁ꯭ꯀꯨꯜ ꯁꯦꯇꯤꯡ ꯑꯃꯗ ꯊꯣꯛꯂꯕꯗꯤ ꯂꯣ ꯑꯦꯟꯐꯣꯔꯁꯃꯦꯟꯇ ꯅꯠꯇ꯭ꯔꯒ ꯁ꯭ꯀꯨꯜ ꯑꯣꯐꯤꯁꯤꯑꯦꯜꯁꯤꯡꯒꯨꯝꯕ ꯃꯔꯤ ꯂꯩꯅꯕ ꯑꯣꯊꯣꯔꯤꯇꯤꯁꯤꯡꯗ ꯔꯤꯄꯣꯔꯠ ꯇꯧꯕꯅꯤ ꯑꯃꯁꯨꯡ ꯀꯔꯤꯒꯨꯝꯕ ꯂꯝꯆꯠ-ꯁꯥꯖꯠ ꯑꯗꯨ ꯌꯥꯝꯅ ꯁꯥꯊꯤꯕ ꯑꯃꯁꯨꯡ ꯍꯟꯖꯤꯟ ꯍꯟꯖꯤꯟ ꯇꯧꯔꯕꯗꯤ ꯔꯦꯁꯇ꯭ꯔꯤꯟ ꯑꯣꯔꯗꯔ ꯑꯃ ꯂꯧꯕ ꯌꯥꯏ꯫ ꯃꯁꯤꯒꯤ ꯃꯊꯛꯇ, ꯁ꯭ꯇꯦꯠ ꯑꯃꯁꯨꯡ ꯂꯩꯕꯥꯛ ꯈꯔꯗꯗꯤ ꯁꯥꯏꯕꯔꯕꯨꯂꯤꯌꯤꯡ ꯑꯃꯁꯨꯡ ꯑꯣꯟꯂꯥꯏꯟ ꯍꯔꯥꯁꯃꯦꯟꯇꯀꯤ ꯃꯥꯌꯣꯛꯇ ꯑꯥꯏꯟ ꯂꯩ, ꯃꯗꯨꯅ ꯃꯔꯝ ꯑꯣꯏꯗꯨꯅ ꯊꯧꯗꯣꯛ ꯊꯣꯛꯍꯟꯈꯤꯕ ꯃꯤꯑꯣꯏ ꯑꯗꯨꯒꯤ ꯃꯊꯛꯇ ꯀ꯭ꯔꯤꯃꯤꯅꯦꯜ ꯆꯥꯔꯖꯁꯤꯡ ꯐꯥꯏꯜ ꯇꯧꯕ ꯌꯥꯏ꯫ ꯑꯣꯎꯂꯔꯒꯤ ꯐꯣꯔꯃꯨꯂꯥꯒꯤ ꯃꯇꯥꯡꯗ ꯑꯀꯨꯞꯄ ꯃꯔꯣꯜ ꯑꯃ ꯄꯤꯌꯨ꯫ ꯃꯦꯊꯃꯦꯇꯤꯛꯁꯀꯤ ꯃꯤꯑꯣꯏ ꯂꯤꯑꯣꯅꯍꯥꯔꯗ ꯑꯣꯎꯂꯔꯒꯤ ꯃꯃꯤꯡ ꯊꯣꯟꯕ ꯑꯣꯎꯂꯔꯒꯤ ꯐꯣꯔꯃꯨꯂꯥ ꯑꯁꯤ ꯃꯦꯊꯃꯦꯇꯤꯛꯁꯇ ꯊꯥꯖꯕ ꯌꯥꯗꯕ ꯁꯛꯇꯤ ꯂꯩꯕ ꯑꯃꯁꯨꯡ ꯃꯔꯨ ꯑꯣꯏꯕ ꯏꯛꯌꯨꯏꯌꯔ ꯑꯃꯅꯤ ꯃꯁꯤꯅ ꯑꯦꯛꯁꯄꯣꯟꯇꯦꯟꯁꯤꯑꯦꯜ ꯐꯪꯁꯟꯁꯤꯡ ꯑꯃꯁꯨꯡ ꯇ꯭ꯔꯤꯏꯒꯣꯅꯣꯃꯦꯇ꯭ꯔꯤꯛ ꯐꯪꯁꯅꯁꯤꯡꯒꯤ ꯇꯣꯉꯥꯟꯕ ꯑꯣꯏꯅ ꯎꯕ ꯃꯥꯂꯦꯝꯁꯤꯡꯕꯨ ꯁꯝꯅꯍꯜꯂꯤ꯫ ꯃꯈꯥꯗ ꯄꯤꯔꯤꯕ ꯏꯟꯇꯤꯖꯔ ꯁꯦꯠ ꯑꯅꯤ ꯑꯁꯤ ꯄꯤꯔꯒ, ꯃꯤꯟ, ꯃꯦꯗꯤꯌꯟ ꯑꯃꯁꯨꯡ ꯃꯣꯗ ꯑꯗꯨ ꯈꯪꯗꯣꯛꯎ꯫ ꯗꯦꯇꯥ ꯁꯦꯠ ꯑꯗꯨ ꯍꯦꯟꯒꯠꯂꯛꯂꯤꯕ ꯑꯣꯔꯗꯔꯗ ꯁꯦꯝꯒꯠꯄ ꯃꯇꯝꯗ ꯃꯦꯗꯤꯌꯟ ꯑꯁꯤ ꯃꯤꯗꯜ ꯅꯝꯕꯔꯅꯤ꯫ ꯃꯦꯝꯕꯔ ꯑꯣꯐ ꯂꯦꯖꯤꯁꯂꯦꯇꯤꯚ ꯑꯦꯁꯦꯝꯕ꯭ꯂꯤ ꯒꯤ ꯃꯑꯣꯡ ꯃꯇꯧ ꯁꯤꯖꯤꯟꯅꯗꯨꯅ ꯄꯤꯔꯤꯕ ꯁꯦꯟꯁꯟ ꯑꯗꯨ ꯄꯟꯕꯤꯌꯨ꯫ ꯀꯦꯄꯤꯇꯦꯂꯤꯖꯝꯅ ꯑꯀꯟꯕ ꯈꯨꯟꯅꯥꯏ ꯑꯃꯥ ꯁꯦꯝꯃꯤ꯫ ꯀꯦꯄꯤꯇꯦꯂꯤꯖꯝꯅ ꯑꯀꯟꯕ ꯈꯨꯟꯅꯥꯏ ꯑꯃ ꯁꯦꯝꯃꯤ꯫ ꯆꯥꯡ ꯅꯥꯏꯅ ꯆꯠꯊꯣꯛ-ꯆꯠꯁꯤꯟ ꯇꯧꯕ ꯃꯤꯑꯣꯏ ꯑꯃ ꯑꯣꯏꯅ ꯑꯩꯅ ꯑꯩꯒꯤ ꯐꯣꯟꯗ ꯑꯩꯒꯤ ꯅꯨꯡꯁꯤꯖꯔꯕ ꯁꯣ ꯑꯃꯁꯨꯡ ꯃꯨꯚꯤꯁꯤꯡ ꯐꯖꯅ ꯌꯦꯡꯕ ꯉꯝꯍꯟꯕ ꯄꯥꯝꯃꯤ, ꯃꯗꯨꯅ ꯑꯩꯅ ꯁꯥꯡꯂꯕ ꯐ꯭ꯂꯥꯏꯠꯁꯤꯡ ꯅꯠꯇ꯭ꯔꯒ ꯆꯠꯊꯣꯛ-ꯆꯠꯁꯤꯟ ꯇꯧꯕ ꯃꯇꯝꯗ ꯃꯇꯝ ꯀꯥꯏꯊꯣꯛꯄ ꯉꯝꯒꯅꯤ ꯫ ꯊꯕꯛ ꯌꯥꯝꯅ ꯂꯩꯕ ꯃꯃꯥ-ꯃꯄꯥ ꯑꯃ ꯑꯣꯏꯅ ꯑꯩꯅ ꯑꯩꯒꯤ ꯑꯉꯥꯡꯁꯤꯡꯒꯤꯗꯃꯛ ꯃꯇꯤꯛ ꯆꯥꯕ, ꯀꯤꯗ-ꯐ꯭ꯔꯦꯟꯗꯂꯤ ꯀꯟꯇꯦꯟꯇ ꯊꯤꯕꯒꯤ ꯊꯨꯅ ꯑꯃꯁꯨꯡ ꯌꯥꯝꯅ ꯂꯥꯏꯕ ꯄꯥꯝꯕꯩ ꯑꯃ ꯂꯩꯕ ꯄꯥꯝꯃꯤ, ꯃꯗꯨꯅ ꯑꯩꯅ ꯃꯈꯣꯏꯕꯨ ꯆꯨꯝꯗ꯭ꯔꯤꯡꯅ ꯅꯨꯡꯉꯥꯏꯕ ꯀꯟꯇꯦꯟꯇꯀꯤ ꯃꯇꯥꯡꯗ ꯋꯥꯈꯜ ꯋꯥꯕ ꯂꯩꯇꯅ ꯅꯨꯡꯉꯥꯏꯅ ꯊꯝꯕ ꯉꯝꯒꯅꯤ꯫